ꯅꯟꯔꯤꯂꯦꯁꯅꯦꯜ ꯗꯦꯇꯥꯕꯦꯖ ꯗꯤꯖꯥꯏꯟꯒ ꯃꯔꯤ ꯂꯩꯅꯕ ꯊꯕꯛ ꯊꯧꯔꯝ ꯑꯍꯨꯝꯒꯤ ꯃꯃꯤꯡ ꯊꯣꯟꯕꯤꯌꯨ꯫ ꯗꯦꯇ ꯃꯣꯗꯦꯂꯤꯡ ꯅꯟꯔꯤꯂꯦꯁꯅꯦꯜ ꯗꯦꯇꯥꯕꯦꯖꯁꯤꯡꯅ ꯗꯦꯇ ꯃꯣꯗꯦꯂꯤꯡꯒꯤ ꯇꯣꯉꯥꯟꯕ ꯑꯦꯄꯔꯣꯁ ꯑꯃ ꯃꯊꯧ ꯇꯥꯏ ꯃꯔꯝꯗꯤ ꯃꯈꯣꯏꯒꯤ ꯁꯇꯔꯛꯆꯔꯅ ꯗꯦꯇ ꯍꯦꯟꯗꯜ ꯇꯧꯕꯗ ꯍꯦꯟꯅ ꯐꯂꯦꯛꯁꯤꯕꯜ ꯑꯣꯏꯕ ꯌꯥꯍꯜꯂꯤ꯫ ꯃꯁꯤꯒꯤ ꯊꯧꯑꯣꯡ ꯑꯁꯤꯅ ꯁꯀꯔꯤꯝ ꯑꯁꯤ ꯗꯤꯖꯥꯏꯟ ꯇꯧꯕ ꯗꯦꯇꯥꯒꯤ ꯃꯔꯤꯁꯤꯡ ꯂꯦꯞꯊꯣꯛꯄ ꯑꯃꯁꯨꯡ ꯄꯔꯐꯣꯃꯦꯟꯁꯀꯤꯗꯃꯛꯇ ꯑꯣꯞꯇꯤꯃꯥꯏꯖ ꯇꯧꯕ ꯌꯥꯎꯅ ꯗꯦꯇ ꯑꯣꯔꯒꯥꯅꯥꯏꯖ ꯇꯧꯕ ꯑꯃꯁꯨꯡ ꯑꯦꯛꯁꯦꯁ ꯇꯧꯕꯒꯤ ꯈ꯭ꯋꯥꯏꯗꯒꯤ ꯏꯐꯤꯁꯤꯑꯦꯟ ꯑꯣꯏꯕ ꯃꯑꯣꯡ ꯑꯗꯨ ꯈꯪꯗꯣꯛꯄ ꯌꯥꯏ꯫ ꯀꯕꯦꯔꯤ ꯑꯣꯞꯇꯤꯃꯥꯏꯖꯦꯁꯟ ꯁꯇꯔꯛꯆꯔꯦꯜ ꯀꯕꯦꯔꯤ ꯂꯦꯡꯒꯨꯋꯦꯁ ꯂꯩꯕ ꯔꯤꯂꯦꯁꯅꯦꯜ ꯗꯦꯇꯥꯕꯦꯖꯁꯤꯡꯒ ꯃꯥꯟꯅꯗꯅ ꯅꯟꯔꯤꯂꯦꯁꯅꯦꯜ ꯗꯦꯇꯥꯕꯦꯖꯁꯤꯡꯅ ꯗꯦꯇ ꯀꯕꯦꯔꯤ ꯇꯧꯅꯕꯒꯤꯗꯃꯛ ꯇꯣꯉꯥꯟ ꯇꯣꯉꯥꯅꯕ ꯇꯦꯛꯅꯤꯛꯁꯤꯡ ꯃꯊꯧ ꯇꯥꯏ꯫ ꯊꯧꯑꯣꯡ ꯑꯁꯤꯅ ꯈꯣꯡꯖꯦꯜ ꯑꯃꯁꯨꯡ ꯏꯐꯤꯁꯤꯑꯦꯟꯁꯤꯒꯤꯗꯃꯛꯇ ꯀꯕꯦꯔꯤꯁꯤꯡ ꯑꯣꯞꯇꯤꯃꯥꯏꯖ ꯇꯧꯕ ꯃꯣꯡꯒꯣꯗꯤꯕꯤꯒꯤ ꯀꯕꯦꯔꯤ ꯂꯦꯡꯒꯨꯋꯦꯁ ꯀꯦꯁꯟꯗ꯭ꯔ ꯀꯕꯦꯔꯤ ꯂꯦꯡꯒꯨꯋꯦꯁ ꯁꯤ ꯀ꯭ꯌꯨ ꯑꯦꯜ ꯅꯠꯇ꯭ꯔꯒ ꯁꯤꯖꯤꯟꯅꯔꯤꯕ ꯗꯦꯇꯥꯕꯦꯖꯒꯤ ꯃꯇꯨꯡ ꯏꯟꯅ ꯑꯇꯣꯞꯄ ꯂꯣꯟꯁꯤꯡꯒꯨꯝꯕ ꯑꯈꯟꯅꯕ ꯂꯣꯟꯁꯤꯡ ꯁꯤꯖꯤꯟꯅꯗꯨꯅ ꯌꯥꯎꯏ꯫ ꯏꯟꯗꯦꯛꯁ ꯑꯃꯁꯨꯡ ꯁꯦꯌꯔꯗꯤꯡ ꯏꯐꯤꯁꯤꯑꯦꯟ ꯏꯟꯗꯦꯛꯁ ꯑꯁꯤ ꯅꯟꯔꯤꯂꯦꯁꯅꯦꯜ ꯗꯦꯇꯥꯕꯦꯖ ꯗꯤꯖꯥꯏꯟꯒꯤ ꯃꯔꯨꯑꯣꯏꯕ ꯁꯔꯨꯛ ꯑꯃꯅꯤ ꯃꯔꯝꯗꯤ ꯃꯁꯤꯅ ꯌꯥꯝꯅ ꯊꯨꯅ ꯗꯦꯇ ꯂꯧꯊꯣꯛꯄ ꯌꯥꯍꯜꯂꯤ꯫ ꯃꯁꯤꯒꯤ ꯊꯧꯑꯣꯡ ꯑꯁꯤꯅ ꯆꯥꯡ ꯅꯥꯏꯅ ꯑꯦꯛꯁꯦꯁ ꯇꯧꯕ ꯗꯦꯇ ꯐꯤꯜꯁꯤꯡꯗ ꯏꯟꯗꯦꯛꯁꯤꯡ ꯁꯦꯝꯒꯠꯄ ꯑꯃꯁꯨꯡ ꯁꯀꯦꯂꯦꯕꯤꯂꯤꯇꯤ ꯑꯃꯁꯨꯡ ꯄꯔꯐꯣꯃꯦꯟꯁꯀꯤꯗꯃꯛꯇ ꯃꯁꯤꯡ ꯌꯥꯝꯂꯕ ꯅꯣꯠꯁꯤꯡꯒꯤ ꯃꯔꯛꯇ ꯗꯦꯇ ꯑꯗꯨ ꯁꯦꯌꯔ ꯇꯧꯕ ꯌꯥꯎꯏ꯫ ꯀꯣꯐꯤ ꯑꯃꯁꯨꯡ ꯆꯥꯒꯤ ꯃꯔꯛꯇ ꯂꯩꯕ ꯈꯦꯠꯅꯕꯁꯤꯡ ꯈꯪꯗꯣꯛꯄ꯫ ꯀꯣꯐꯤ ꯑꯃꯁꯨꯡ ꯆꯥ ꯑꯁꯤ ꯃꯥꯂꯦꯝꯗ ꯈ꯭ꯋꯥꯏꯗꯒꯤ ꯃꯃꯤꯡ ꯆꯠꯄ ꯊꯛꯅꯕ ꯏꯁꯤꯡ ꯑꯅꯤꯅꯤ ꯑꯃꯁꯨꯡ ꯃꯈꯣꯏꯒꯤ ꯃꯔꯛꯇ ꯃꯥꯟꯅꯕ ꯈꯔ ꯂꯩꯔꯕꯁꯨ ꯃꯈꯣꯏꯒꯤ ꯃꯔꯛꯇ ꯈꯦꯠꯅꯕ ꯀꯌꯥ ꯑꯃꯁꯨ ꯂꯩ꯫ ꯄꯨꯊꯣꯛꯄꯒꯤ ꯍꯧꯔꯛꯐꯝ ꯀꯣꯐꯤ ꯑꯃꯁꯨꯡ ꯆꯥꯒꯤ ꯃꯔꯛꯇ ꯂꯩꯕ ꯃꯔꯨꯑꯣꯏꯕ ꯈꯦꯠꯅꯕ ꯑꯃꯗꯤ ꯃꯈꯣꯏ ꯑꯁꯤ ꯀꯗꯥꯏꯗꯒꯤ ꯂꯥꯛꯄꯅꯣ ꯍꯥꯏꯕꯁꯤꯅꯤ꯫ ꯀꯣꯐꯤ ꯑꯁꯤ ꯀꯣꯐꯤ ꯄꯥꯝꯕꯤꯒꯤ ꯔꯣꯁꯇꯦꯠ ꯁꯤꯠꯁꯤꯡꯗꯒꯤ ꯁꯦꯝꯕꯅꯤ ꯑꯗꯨꯒ ꯆꯥ ꯑꯁꯤ ꯀꯦꯃꯦꯂꯤꯌꯥ ꯁꯤꯅꯦꯟꯁꯤꯁ ꯄꯥꯝꯕꯤꯒꯤ ꯃꯄꯥꯟꯗꯒꯤ ꯂꯥꯛꯏ꯫ ꯁꯦꯝ ꯁꯥꯕꯒꯤ ꯃꯑꯣꯡ ꯃꯇꯧ ꯊꯛꯅꯕ ꯏꯁꯤꯡ ꯑꯅꯤꯒꯤ ꯃꯔꯛꯇ ꯂꯩꯕ ꯑꯇꯣꯞꯄ ꯈꯦꯟꯅꯕ ꯑꯃꯗꯤ ꯃꯈꯣꯏ ꯑꯁꯤ ꯀꯔꯝꯅ ꯁꯦꯝ ꯁꯥꯕꯒꯦ ꯍꯥꯏꯕꯁꯤꯅꯤ꯫ ꯀꯣꯐꯤ ꯑꯁꯤ ꯃꯍꯧꯁꯥꯅ ꯑꯁꯥꯕ ꯏꯁꯤꯡ ꯑꯗꯨ ꯇꯔꯨ ꯇꯅꯥꯟꯕ ꯀꯣꯐꯤꯒꯤ ꯃꯅꯥ ꯃꯁꯤꯡꯒꯤ ꯐꯣꯔꯁ ꯇꯧꯗꯨꯅ ꯁꯦꯝꯕꯅꯤ ꯑꯗꯨꯒ ꯆꯥ ꯑꯁꯤꯗꯤ ꯃꯍꯧꯁꯥꯅ ꯆꯥꯒꯤ ꯃꯅꯥ ꯃꯁꯤꯡ ꯑꯁꯥꯕ ꯏꯁꯤꯡꯗ ꯂꯨꯞꯊꯣꯛꯇꯨꯅ ꯁꯦꯝꯕꯅꯤ꯫ ꯀꯦꯐꯤꯟꯒꯤ ꯆꯥꯡ ꯀꯣꯐꯤ ꯑꯃꯁꯨꯡ ꯆꯥ ꯑꯅꯤꯃꯛꯇ ꯀꯦꯐꯤꯟ ꯌꯥꯎꯏ ꯑꯗꯨꯕꯨ ꯃꯍꯧꯁꯥꯅ ꯀꯣꯐꯤꯗ ꯍꯦꯟꯅ ꯌꯥꯎꯏ꯫ ꯆꯥꯡꯆꯠꯇ ꯀꯣꯐꯤ ꯀꯞ ꯑꯃꯗ ꯆꯥꯎꯔꯥꯛꯅ ꯀꯦꯐꯤꯟ ꯌꯥꯎꯏ ꯑꯗꯨꯒ ꯆꯥ ꯀꯞ ꯑꯃꯗ ꯆꯥꯎꯔꯥꯛꯅ ꯌꯥꯎꯏ꯫